ꯁꯨꯄꯔꯚꯥꯏꯖ ꯇꯧꯔꯕ ꯑꯃꯁꯨꯡ ꯁꯨꯄꯔꯚꯥꯏꯖ ꯇꯧꯗꯕ ꯂꯔꯅꯤꯡꯒꯤ ꯃꯔꯛꯇ ꯂꯩꯕ ꯈꯦꯠꯅꯕ ꯑꯅꯤ ꯐꯣꯡꯗꯣꯛꯎ꯫ ꯁꯨꯄꯔꯚꯥꯏꯖ ꯇꯧꯔꯕ ꯂꯔꯅꯤꯡ ꯑꯃꯁꯨꯡ ꯑꯟꯁꯨꯄꯔꯚꯥꯏꯖ ꯇꯧꯔꯕ ꯂꯔꯅꯤꯡ ꯑꯁꯤ ꯃꯦꯁꯤꯟ ꯂꯔꯅꯤꯡꯒꯤ ꯃꯔꯨꯑꯣꯏꯕ ꯑꯦꯞꯔꯣꯆ ꯑꯅꯤꯅꯤ꯫ ꯃꯈꯣꯏꯒꯤ ꯃꯔꯛꯇ ꯂꯩꯔꯤꯕ ꯈꯦꯠꯅꯕꯁꯤꯡ ꯑꯁꯤ ꯃꯈꯥꯗ ꯄꯤꯔꯤ- ꯇ꯭ꯔꯦꯅꯤꯡ ꯗꯦꯇꯥꯒꯤ ꯁꯨꯄꯔꯚꯤꯖꯟ - ꯑꯦꯞꯔꯣꯆ ꯑꯅꯤ ꯑꯁꯤꯒꯤ ꯃꯔꯛꯇ ꯂꯩꯕ ꯃꯔꯨꯑꯣꯏꯕ ꯈꯦꯠꯅꯕ ꯑꯃꯗꯤ ꯇ꯭ꯔꯦꯅꯤꯡ ꯗꯦꯇꯥꯗ ꯄꯤꯔꯤꯕ ꯁꯨꯄꯔꯚꯤꯖꯟꯒꯤ ꯆꯥꯡ ꯑꯁꯤꯅꯤ꯫ ꯁꯨꯄꯔꯚꯥꯏꯖ ꯇꯧꯔꯕ ꯂꯔꯅꯤꯡꯗ ꯂꯦꯕꯦꯜ ꯇꯧꯔꯕ ꯇ꯭ꯔꯦꯅꯤꯡ ꯗꯦꯇꯥ ꯃꯊꯧ ꯇꯥꯏ, ꯃꯁꯤꯅ ꯇꯥꯛꯄꯗꯤ ꯑꯄꯤꯕ ꯏꯟꯄꯨꯠ ꯑꯃꯒꯤꯗꯃꯛ ꯑꯄꯥꯝꯕ ꯑꯥꯎꯠꯄꯨꯠ ꯅꯠꯇꯔꯒ ꯔꯤꯖꯜꯇ ꯑꯗꯨ ꯍꯥꯟꯅꯅ ꯈꯪꯂꯦ ꯑꯃꯁꯨꯡ ꯃꯣꯗꯦꯜ ꯑꯗꯨ ꯇ꯭ꯔꯦꯅꯤꯡ ꯇꯧꯕꯗ ꯁꯤꯖꯤꯟꯅꯔꯦ꯫ ꯑꯃꯔꯣꯝꯗ, ꯑꯟꯁꯨꯄꯔꯚꯥꯏꯖ ꯂꯔꯅꯤꯡꯗ ꯂꯦꯕꯦꯜ ꯇꯧꯔꯕ ꯇ꯭ꯔꯦꯅꯤꯡ ꯗꯦꯇꯥ ꯑꯃꯠꯇ ꯃꯊꯧ ꯇꯥꯗꯦ, ꯃꯁꯤꯅ ꯇꯥꯛꯄꯗꯤ ꯑꯄꯤꯕ‌ ꯏꯟꯄꯨꯠ ꯑꯃꯒꯤꯗꯃꯛ ꯑꯄꯥꯝꯕ ꯑꯥꯎꯠꯄꯨꯠ ꯑꯗꯨ ꯃꯃꯥꯡꯗ ꯈꯪꯕ ꯉꯝꯗꯦ, ꯑꯃꯁꯨꯡ ꯃꯣꯗꯦꯜ ꯑꯁꯤꯅ ꯗꯦꯇꯥ ꯑꯗꯨꯗ ꯂꯩꯔꯤꯕ ꯄꯦꯇ꯭ꯔꯟꯁꯤꯡ ꯑꯗꯨ ꯃꯁꯥꯅ ꯈꯪꯗꯣꯛꯄ ꯇꯥꯏ꯫ ꯑꯦꯜꯒꯣꯔꯤꯊꯝꯒꯤ ꯄꯥꯟꯗꯝ - ꯁꯨꯄꯔꯚꯥꯏꯖ ꯇꯧꯔꯕ ꯑꯃꯁꯨꯡ ꯁꯨꯄꯔꯚꯥꯏꯖ ꯇꯧꯗꯕ ꯇꯝꯕꯒꯤ ꯄꯥꯟꯗꯝꯁꯤꯡꯁꯨ ꯈꯦꯠꯅꯩ꯫ ꯁꯨꯄꯔꯚꯥꯏꯖ ꯇꯧꯔꯕ ꯂꯔꯅꯤꯡꯗ, ꯄꯥꯟꯗꯝ ꯑꯁꯤ ꯈꯨꯗꯝ ꯑꯣꯏꯅ ꯏꯟꯄꯨꯠ-ꯑꯥꯎꯠꯄꯨꯠ ꯄꯦꯔꯥꯁꯤꯡꯗ ꯌꯨꯝꯐꯝ ꯑꯣꯏꯕ ꯏꯟꯄꯨꯠ ꯑꯃꯕꯨ ꯑꯥꯎꯠꯄꯨꯠ ꯑꯃꯗ ꯃꯦꯞ ꯇꯧꯕ ꯐꯪꯁꯟ ꯑꯃ ꯇꯝꯕꯅꯤ, ꯑꯃꯁꯨꯡ ꯃꯣꯗꯦꯜ ꯑꯁꯤꯒꯤ ꯄꯔꯐꯣꯃꯦꯟꯁ ꯑꯁꯤ ꯃꯃꯥꯡꯗ ꯎꯈꯤꯗꯕ ꯏꯟꯄꯨꯠꯁꯤꯡꯒꯤꯗꯃꯛꯇ ꯑꯥꯎꯠꯄꯨꯠ ꯑꯗꯨ ꯀꯌꯥ ꯌꯥꯝꯅ ꯑꯆꯨꯝꯕ ꯃꯑꯣꯡꯗ ꯂꯥꯎꯊꯣꯛꯄ ꯉꯝꯕꯒꯦ ꯍꯥꯏꯕꯗꯨꯗ ꯏꯚꯥꯂꯨꯑꯦꯠ ꯇꯧꯏ꯫ ꯑꯟꯁꯨꯄꯔꯚꯥꯏꯖ ꯂꯔꯅꯤꯡꯗ, ꯄꯥꯟꯗꯝ ꯑꯁꯤ ꯗꯦꯇꯥꯒꯤ ꯃꯅꯨꯡꯗ ꯄꯦꯇ꯭ꯔꯟ ꯑꯃꯁꯨꯡ ꯃꯔꯤꯁꯤꯡ ꯊꯤꯗꯣꯛꯄꯅꯤ, ꯑꯃꯁꯨꯡ ꯃꯣꯗꯦꯜ ꯑꯁꯤꯒꯤ ꯄꯔꯐꯣꯃꯦꯟꯁ ꯑꯁꯤ ꯑꯄꯥꯝꯕ ꯑꯥꯎꯠꯄꯨꯠ ꯅꯠꯇꯔꯒ ꯔꯤꯖꯜꯇ ꯑꯗꯨꯒꯤ ꯃꯇꯥꯡꯗ ꯃꯃꯥꯡꯗ ꯈꯪꯗꯅ ꯃꯁꯤ ꯀꯌꯥ ꯌꯥꯝꯅ ꯐꯖꯅ ꯐꯪꯕ ꯉꯝꯕꯒꯦ ꯍꯥꯏꯕꯗꯨ ꯏꯚꯥꯂꯨꯑꯦꯠ ꯇꯧꯏ꯫ ꯄꯤꯔꯤꯕ ꯑꯥꯔꯒꯨꯃꯦꯟꯇ ꯑꯗꯨꯗ ꯂꯩꯔꯤꯕ ꯐꯦꯂꯥꯁꯤ ꯑꯗꯨ ꯈꯪꯗꯣꯛꯄ꯫ ꯔꯥꯖꯅꯤꯇꯤ ꯇꯧꯕꯁꯤꯡ ꯄꯨꯝꯅꯃꯛ ꯁꯦꯟꯖ-ꯊꯨꯝꯖ ꯇꯧꯔꯤ, ꯃꯔꯝ ꯑꯗꯨꯅ ꯃꯁꯤ ꯚꯣꯠ ꯊꯥꯗꯕꯒꯤ ꯃꯊꯧ ꯇꯥꯗꯦ꯫ ꯄꯤꯔꯤꯕ ꯑꯥꯔꯒꯨꯃꯦꯟꯇ ꯑꯁꯤꯗ ꯂꯩꯔꯤꯕ ꯐꯦꯂꯥꯁꯤ ꯑꯁꯤ ꯍꯦꯁꯇꯤ ꯖꯦꯅꯦꯔꯦꯂꯥꯏꯖꯦꯁꯟꯅꯤ꯫ ꯃꯁꯤꯒꯤ ꯐꯦꯂꯥꯁꯤ ꯑꯁꯤ ꯀꯅꯥꯒꯨꯝꯕ ꯑꯃꯅ ꯑꯄꯤꯛꯄ ꯅꯠꯇꯔꯒ ꯔꯤꯄꯔꯖꯦꯟꯇꯦꯇꯤꯕ ꯑꯣꯏꯗꯕ ꯁꯦꯝꯄꯜ ꯑꯃꯗ ꯌꯨꯝꯐꯝ ꯑꯣꯏꯗꯨꯅ ꯀꯥꯡꯂꯨꯞ ꯑꯃꯒꯤ ꯃꯇꯥꯡꯗ ꯖꯦꯅꯦꯔꯦꯂꯥꯏꯖꯦꯁꯟ ꯑꯃ ꯇꯧꯕ ꯃꯇꯝꯗ ꯇꯧꯏ꯫ ꯃꯁꯤꯒꯤ ꯀꯦꯁ ꯑꯁꯤꯗ ꯋꯥꯉꯥꯡꯂꯣꯏꯅ ꯄ꯭ꯔꯃꯥꯟ ꯑꯃꯠꯇ ꯄꯤꯗꯅ ꯅꯠꯇꯔꯒ ꯑꯦꯛꯁꯦꯞꯁꯟ ꯑꯃꯠꯇ ꯈꯟꯅꯗꯅ ꯔꯥꯖꯅꯤꯇꯤ ꯇꯧꯕ ꯃꯤꯑꯣꯏ ꯈꯨꯗꯤꯡꯃꯛ ꯁꯦꯟꯖ-ꯊꯨꯝꯖ ꯇꯧꯔꯤ ꯍꯥꯏꯕꯒꯤ ꯃꯇꯥꯡꯗ ꯌꯥꯝꯅ ꯀꯨꯞꯅ ꯖꯦꯅꯦꯔꯦꯂꯥꯏꯖꯦꯁꯟ ꯑꯃ ꯇꯧꯔꯤ, ꯑꯃꯁꯨꯡ ꯃꯁꯤꯕꯨ ꯚꯣꯠ ꯊꯥꯗꯕꯒꯤ ꯃꯥꯌꯣꯛꯇ ꯃꯔꯝ ꯑꯃ ꯑꯣꯏꯅ ꯁꯤꯖꯤꯟꯅꯔꯤ꯫